ꯏꯟꯇꯔꯅꯦꯇꯅ ꯈꯨꯟꯅꯥꯏꯗ ꯄꯤꯔꯤꯕ ꯁꯥꯐꯨ ꯑꯗꯨ ꯁꯟꯗꯣꯛꯅ ꯇꯥꯛꯅꯕ ꯄ꯭ꯔꯖꯦꯟꯇꯦꯁꯟ ꯑꯃ ꯁꯦꯝꯃꯨ꯫ ꯋꯥꯍꯟꯊꯣꯛ: ꯃꯥꯂꯦꯝ ꯁꯤꯟꯕ ꯊꯨꯡꯅ ꯂꯩꯔꯤꯕ ꯃꯤꯑꯣꯏꯁꯤꯡ ꯑꯃꯁꯨꯡ ꯑꯣꯔꯒꯥꯅꯥꯏꯖꯦꯁꯟꯁꯤꯡꯒꯤ ꯃꯔꯛꯇ ꯄꯥꯎ ꯐꯥꯎꯗꯣꯛ-ꯐꯥꯎꯖꯤꯟ ꯇꯧꯕ ꯑꯃꯁꯨꯡ ꯏꯟꯐꯣꯔꯃꯦꯁꯟ ꯁꯦꯌꯔ ꯇꯧꯕ ꯉꯝꯍꯜꯂꯤꯕ ꯏꯟꯇꯔꯀꯅꯦꯛꯇ ꯀꯝꯄ꯭ꯌꯨꯇꯔ ꯅꯦꯇꯋꯥꯔꯀꯁꯤꯡꯒꯤ ꯒ꯭ꯂꯣꯕꯦꯜ ꯁꯤꯁꯇꯦꯝ ꯑꯃꯅꯤ꯫ ꯊꯤꯖꯤꯟ ꯍꯨꯝꯖꯤꯅꯕꯒꯤ ꯄꯨꯋꯥꯔꯤ: ꯑꯍꯥꯟꯕ ꯄꯥꯎꯖꯦꯜ ꯑꯁꯤ ꯂꯤꯁꯤꯡ ꯑꯃ ꯆꯥꯃꯥꯄꯜ ꯍꯨꯝꯐꯨ ꯇꯔꯨꯛꯗꯥ ꯀꯝꯞꯌꯨꯇꯔ ꯁꯥꯏꯟꯁꯀꯤ ꯄ꯭ꯔꯣꯐꯦꯁꯔ ꯑꯃꯅꯥ ꯏꯟꯇꯔꯅꯦꯠꯀꯤ ꯈꯨꯠꯊꯥꯡꯗꯥ ꯊꯥꯔꯀꯈꯤ, ꯑꯃꯁꯨꯡ ꯃꯇꯝ ꯑꯗꯨꯗꯒꯤ ꯍꯧꯅꯥ ꯃꯁꯤ ꯄꯥꯎ ꯐꯥꯑꯣꯅꯕꯥ ꯑꯃꯁꯨꯡ ꯏꯅꯐꯣꯔꯃꯦꯁꯟ ꯁꯦꯌꯔ ꯇꯧꯅꯕꯒꯤ ꯇꯉꯥꯏꯐꯗꯕꯥ ꯈꯨꯠꯂꯥꯏ ꯑꯃꯥ ꯑꯣꯏꯅꯥ ꯍꯦꯟꯒꯠꯂꯛꯈꯤ꯫ ꯏꯟꯇꯔꯅꯦꯠ ꯑꯃꯁꯨꯡ ꯀꯝꯃ꯭ꯌꯨꯅꯤꯀꯦꯁꯟ ꯏꯟꯇꯔꯅꯦꯠꯅ ꯑꯩꯈꯣꯏꯅ ꯄꯥꯎ ꯐꯥꯎꯅꯕꯒꯤ ꯃꯑꯣꯡꯗ ꯑꯍꯣꯡꯕ ꯑꯃ ꯄꯨꯔꯛꯂꯦ, ꯃꯥꯂꯦꯝ ꯁꯤꯟꯕ ꯊꯨꯡꯅ ꯂꯩꯔꯤꯕ ꯃꯤꯑꯣꯏꯁꯤꯡꯒ ꯌꯥꯝꯅ ꯊꯨꯅ, ꯌꯥꯝꯅ ꯂꯥꯏꯅ ꯑꯃꯁꯨꯡ ꯍꯦꯟꯅ ꯏꯐꯤꯁꯤꯌꯦꯟꯇ ꯑꯣꯏꯍꯜꯂꯦ꯫ ꯏꯃꯦꯜ, ꯁꯣꯁꯤꯑꯦꯜ ꯃꯤꯗꯤꯌ, ꯏꯟꯁꯇꯦꯟꯇ ꯃꯦꯁꯦꯖꯤꯡ, ꯑꯃꯁꯨꯡ ꯚꯤꯗꯤꯑꯣ ꯀꯣꯂꯤꯡ ꯄꯨꯝꯅꯃꯛ ꯑꯁꯤ ꯄꯥꯛ ꯁꯟꯅꯥ ꯁꯤꯖꯤꯟꯅꯕꯥ ꯄꯥꯎ ꯐꯥꯎꯅꯕꯒꯤ ꯄꯥꯝꯕꯩ ꯑꯣꯏꯔꯦ, ꯃꯁꯤꯅ ꯑꯩꯈꯣꯏꯕꯨ ꯃꯐꯝ ꯑꯃꯗꯒꯤ ꯑꯃꯁꯨꯡ ꯃꯇꯝ ꯑꯃꯠꯇꯗꯥ ꯃꯔꯨꯄꯁꯤꯡ, ꯏꯃꯨꯡ ꯃꯅꯨꯡ, ꯑꯃꯁꯨꯡ ꯊꯕꯛ ꯇꯧꯃꯤꯟꯅꯔꯤꯕꯁꯤꯡꯒ ꯄꯥꯎ ꯐꯥꯎꯅꯕ ꯌꯥꯍꯜꯂꯤ꯫ ꯏꯟꯇꯔꯅꯦꯠ ꯑꯃꯁꯨꯡ ꯏꯟꯐꯣꯔꯃꯦꯁꯟ ꯑꯦꯛꯁꯦꯁ ꯇꯧꯕ ꯏꯟꯇꯔꯅꯦꯠꯅ ꯚꯔꯆꯨꯑꯦꯜ ꯑꯣꯏꯅ ꯍꯤꯔꯝ ꯑꯃꯍꯦꯛꯇꯗ ꯏꯟꯐꯣꯔꯃꯦꯁꯟ ꯑꯦꯛꯁꯦꯁ ꯇꯧꯕꯗ ꯍꯥꯟꯅꯗꯒꯤ ꯍꯦꯟꯅ ꯂꯥꯏꯊꯣꯛꯍꯜꯂꯦ꯫ ꯁꯔꯆ ꯏꯟꯖꯤꯟ, ꯑꯣꯟꯂꯥꯏꯟ ꯑꯦꯟꯁꯥꯏꯀꯂꯣꯄꯤꯗꯤꯌꯥ, ꯑꯃꯁꯨꯡ ꯗꯤꯖꯤꯇꯦꯜ ꯂꯥꯏꯕ꯭ꯔꯦꯔꯤ ꯄꯨꯝꯅꯃꯛ ꯑꯁꯤꯅ ꯂꯧꯁꯤꯡ ꯑꯁꯤ ꯒꯅꯇꯟꯇꯔ ꯑꯣꯏꯍꯟꯕꯗ ꯃꯇꯦꯡ ꯄꯥꯡꯂꯤ ꯑꯃꯁꯨꯡ ꯃꯤꯌꯥꯝꯅ ꯃꯈꯣꯏ ꯃꯁꯥꯒꯤ ꯋꯥꯍꯟꯊꯣꯛꯇ ꯏꯟꯐꯣꯔꯃꯦꯁꯟ ꯇꯝꯕ ꯑꯃꯁꯨꯡ ꯊꯤꯕ ꯉꯝꯍꯜꯂꯦ꯫ ꯏꯟꯇꯔꯅꯦꯠ ꯑꯃꯁꯨꯡ ꯏꯀꯣꯅꯣꯃꯤ ꯏꯟꯇꯔꯅꯦꯠꯅꯥ ꯃꯥꯂꯦꯝꯒꯤ ꯁꯦꯟꯃꯤꯠꯂꯣꯟꯗꯁꯨ ꯑꯆꯧꯕ ꯁꯥꯐꯨ ꯑꯃ ꯄꯤꯔꯦ, ꯃꯁꯤꯅ ꯀꯝꯄꯦꯅꯤꯁꯤꯡꯅ ꯑꯅꯧꯕ ꯀꯁ꯭ꯇꯃꯔꯁꯤꯡꯗ ꯌꯧꯍꯟꯕ, ꯃꯈꯣꯏꯒꯤ ꯄꯔꯣꯐꯔꯦꯁꯟꯁꯤꯡ ꯁ꯭ꯇꯔꯤꯝꯂꯥꯏꯟ ꯇꯧꯕ, ꯑꯃꯁꯨꯡ ꯃꯈꯣꯏꯒꯤ ꯏꯐꯤꯁꯤꯑꯦꯟꯁꯤ ꯍꯦꯟꯒꯠꯍꯟꯕ ꯉꯝꯍꯜꯂꯦ꯫ ꯍꯧꯈꯤꯕ ꯆꯍꯤ ꯈꯔꯁꯤꯗ ꯏ-ꯀꯝꯃꯔꯁ ꯑꯁꯤ ꯌꯥꯝꯅ ꯆꯥꯎꯈꯠꯂꯦ, ꯃꯁꯤꯅ ꯀꯟꯖꯨꯃꯔꯁꯤꯡꯅꯥ ꯃꯐꯝ ꯑꯃꯗꯒꯤ ꯑꯃꯁꯨꯡ ꯃꯇꯝ ꯑꯃꯠꯇꯗꯥ ꯄꯣꯠꯂꯝꯁꯤꯡ ꯑꯃꯁꯨꯡ ꯁꯔꯕꯤꯁꯁꯤꯡ ꯌꯣꯟꯕ ꯑꯃꯁꯨꯡ ꯌꯣꯟꯕ ꯌꯥꯍꯜꯂꯦ꯫ ꯏꯟꯇꯔꯅꯦꯠ ꯑꯃꯁꯨꯡ ꯑꯦꯖꯨꯀꯦꯁꯟ ꯏꯟꯇꯔꯅꯦꯠꯅꯥ ꯑꯩꯈꯣꯏꯅ ꯇꯝꯂꯤꯕ ꯃꯑꯣꯡ ꯃꯇꯧꯗ ꯑꯍꯣꯡꯕ ꯑꯃ ꯄꯨꯔꯛꯂꯦ, ꯃꯁꯤꯅ ꯀꯅꯥꯒꯨꯝꯕ ꯑꯃꯠꯇꯅ ꯃꯥꯂꯦꯝꯒꯤ ꯃꯐꯝ ꯑꯃꯠꯇꯗꯒꯤ ꯃꯍꯩ-ꯃꯁꯤꯡꯒꯤ ꯔꯤꯁꯣꯔꯁꯁꯤꯡ ꯁꯤꯖꯤꯟꯅꯕ ꯑꯃꯁꯨꯡ ꯀꯣꯔꯁꯁꯤꯡ ꯂꯧꯕꯥ ꯉꯝꯍꯜꯂꯦ꯫ ꯑꯣꯟꯂꯥꯏꯟ ꯑꯦꯖꯨꯀꯦꯁꯟ ꯑꯁꯤ ꯆꯍꯤ ꯈꯨꯗꯤꯡꯒꯤ ꯃꯤꯑꯣꯏꯁꯤꯡꯒꯤ ꯃꯤꯌꯥꯝꯅ ꯄꯥꯝꯅꯕ ꯑꯣꯄꯁꯟ ꯑꯃ ꯑꯣꯏꯔꯦ, ꯃꯈꯣꯏꯅ ꯃꯁꯤꯒꯤ ꯈꯣꯡꯖꯦꯜꯗ ꯑꯃꯁꯨꯡ ꯃꯁꯥꯒꯤ ꯃꯇꯝꯒꯤ ꯃꯇꯨꯡ ꯏꯟꯅ ꯇꯝꯕ ꯌꯥꯍꯜꯂꯦ꯫ ꯏꯟꯇꯔꯅꯦꯠ ꯑꯃꯁꯨꯡ ꯁꯣꯁꯤꯑꯦꯜ ꯆꯦꯟꯖ ꯏꯟꯇꯔꯅꯦꯠꯅꯥ ꯁꯣꯁꯤꯑꯦꯜ ꯆꯦꯟꯖ ꯄ꯭ꯔꯃꯣꯠ ꯇꯧꯕꯗꯁꯨ ꯃꯔꯨꯑꯣꯏꯕ ꯊꯧꯗꯥꯡ ꯂꯧꯔꯤ, ꯃꯁꯤꯅ ꯃꯤꯌꯥꯝꯅ ꯁꯦꯌꯔ ꯇꯧꯔꯕ ꯃꯔꯝꯁꯤꯡ ꯑꯃꯁꯨꯡ ꯏꯁꯨꯁꯤꯡꯒꯤ ꯑꯀꯣꯏꯕꯗ ꯑꯣꯔꯒꯥꯅꯥꯏꯖ ꯇꯧꯕ ꯑꯃꯁꯨꯡ ꯃꯣꯕꯤꯂꯥꯏꯖ ꯇꯧꯕꯥ ꯉꯝꯍꯜꯂꯤ꯫ ꯁꯣꯁꯤꯑꯦꯜ ꯃꯤꯗꯤꯌ ꯄ꯭ꯂꯦꯠꯐꯣꯔꯝꯁꯤꯡ ꯑꯃꯁꯨꯡ ꯑꯣꯟꯂꯥꯏꯟ ꯐꯣꯔꯝꯁꯤꯡꯅ ꯃꯤꯌꯥꯝꯅ ꯃꯈꯣꯏꯒꯤ ꯑꯦꯛꯁꯄꯔꯤꯌꯦꯟꯁꯁꯤꯡ, ꯋꯥꯈꯜꯂꯣꯟꯁꯤꯡ, ꯑꯃꯁꯨꯡ ꯋꯥꯈꯜꯂꯣꯟꯁꯤꯡ ꯁꯦꯌꯔ ꯇꯧꯅꯕꯥ ꯄ꯭ꯂꯦꯠꯐꯣꯔꯝ ꯑꯃ ꯄꯤꯔꯦ, ꯃꯁꯤꯅ ꯃꯔꯨꯑꯣꯏꯕ ꯋꯥꯐꯝꯁꯤꯡꯒꯤ ꯃꯇꯥꯡꯗ ꯍꯦꯟꯅ ꯈꯪꯕ ꯑꯃꯁꯨꯡ ꯈꯪꯕ ꯍꯦꯟꯒꯠꯍꯜꯂꯤ꯫ ꯂꯣꯏꯁꯤꯅꯕ ꯏꯟꯇꯔꯅꯦꯠꯅ ꯈꯨꯟꯅꯥꯏꯗ ꯌꯥꯝꯅ ꯆꯥꯎꯅ ꯁꯥꯐꯨ ꯄꯤꯔꯦ, ꯑꯩꯈꯣꯏꯅ ꯄꯥꯎ ꯐꯥꯎꯅꯕꯒꯤ ꯃꯑꯣꯡ, ꯏꯟꯐꯣꯔꯃꯦꯁꯟ ꯑꯦꯛꯁꯦꯁ ꯇꯧꯕ, ꯂꯂꯣꯟ-ꯏꯇꯤꯛ ꯇꯧꯕ, ꯑꯃꯁꯨꯡ ꯇꯝꯕꯒꯤ ꯃꯑꯣꯡ ꯃꯇꯧ ꯍꯣꯡꯗꯣꯛꯈ꯭ꯔꯦ꯫